ꯄꯤꯔꯤꯕ ꯋꯥꯍꯩ ꯑꯅꯤꯁꯤꯒꯤ ꯃꯔꯛꯇ ꯂꯩꯔꯤꯕ ꯃꯥꯟꯅꯕ ꯆꯥꯡ ꯑꯗꯨ ꯂꯦꯞꯊꯣꯛꯎ꯫ ꯑꯩꯅ ꯂꯧꯎ-ꯁꯤꯡꯎꯒꯤ ꯊꯕꯛ ꯇꯧꯔꯤ꯫ ꯑꯩꯅ ꯆꯥꯛꯁꯡꯁꯤꯡ ꯁꯦꯡꯗꯣꯛꯂꯤ꯫ ꯋꯥꯍꯩ ꯑꯅꯤꯁꯤꯒꯤ ꯃꯔꯛꯇ ꯂꯩꯔꯤꯕ ꯃꯥꯟꯅꯕ ꯗꯤꯒ꯭ꯔꯤ ꯑꯁꯤ ꯃꯌꯥꯏ ꯑꯣꯏꯕ ꯑꯃꯁꯨꯡ ꯋꯥꯡꯏ꯫ ꯋꯥꯍꯩ ꯑꯅꯤꯃꯛꯇ ꯆꯞ ꯃꯥꯟꯅꯕ ꯁꯕꯖꯦꯛꯇ "ꯑꯩ" ꯑꯃꯁꯨꯡ ꯆꯞ ꯃꯥꯟꯅꯕ ꯕꯔꯕ ꯇꯦꯟꯁ ꯒꯤ ꯃꯇꯨꯡꯗ ꯒꯦꯔꯨꯟꯗ ꯑꯃ ꯌꯥꯎꯏ꯫ ꯃꯁꯤꯒꯤ ꯃꯊꯛꯇ ꯋꯥꯍꯩ ꯑꯅꯤꯃꯛ ꯑꯁꯤꯅ ꯌꯨꯝꯒꯤ ꯊꯕꯛꯁꯤꯡꯕꯨ ꯈꯪꯅꯩ, ꯑꯗꯨꯕꯨ ꯑꯦꯛꯁꯟꯁꯤꯡ ꯑꯁꯤ ꯇꯣꯉꯥꯟ-ꯇꯣꯉꯥꯟꯕ ꯑꯣꯏꯔꯕꯁꯨ ꯑꯃꯅ ꯂꯧꯎ-ꯁꯤꯡꯎꯒꯤ ꯊꯕꯛ ꯇꯧꯕ ꯑꯃꯅ ꯆꯥꯛꯆꯥ-ꯏꯊꯛ ꯁꯦꯡꯗꯣꯛꯄ꯫ ꯑꯁꯨꯝꯅ ꯋꯥꯍꯩꯁꯤꯡ ꯑꯁꯤ ꯃꯥꯟꯅꯕ ꯑꯣꯏꯗ꯭ꯔꯕꯁꯨ ꯃꯈꯣꯏꯗ ꯃꯥꯟꯅꯕ ꯒ꯭ꯔꯥꯃꯇꯤꯛ ꯁ꯭ꯇꯔꯛꯆꯔ ꯑꯃ ꯂꯩ ꯑꯃꯁꯨꯡ ꯃꯔꯤ ꯂꯩꯅꯕ ꯋꯥꯈꯜꯂꯣꯟꯁꯤꯡ ꯐꯣꯡꯗꯣꯛꯏ꯫ ꯀꯦꯃꯤꯀꯦꯜ ꯏꯂꯤꯃꯦꯟꯇꯁꯤꯡ ꯑꯃꯁꯨꯡ ꯃꯈꯣꯏꯒꯤ ꯁꯤꯝꯕꯣꯜꯁꯤꯡꯒꯤ ꯗꯤꯛꯁꯅꯥꯔꯤ ꯑꯃ ꯁꯦꯝꯃꯨ꯫ ꯃꯐꯝ ꯑꯁꯤꯗ ꯀꯃꯟ ꯑꯣꯏꯕ ꯀꯦꯃꯤꯀꯦꯜ ꯑꯦꯂꯤꯃꯦꯟꯇ ꯈꯔ ꯑꯃꯁꯨꯡ ꯃꯈꯣꯏꯒꯤ ꯁꯤꯝꯕꯣꯜꯁꯤꯡꯒꯤ ꯗꯤꯛꯁꯅꯥꯔꯤ ꯑꯃ ꯄꯤꯔꯤ: 'ꯍꯥꯏꯗ꯭ꯔꯣꯖꯦꯟ', 'ꯍꯤꯂꯤꯌꯝ', 'ꯂꯤꯊꯤꯌꯥꯝ', 'ꯕꯦꯔꯤꯂꯤꯌꯝ', 'ꯕꯣꯔꯣꯟ', 'ꯀꯥꯔꯕꯣꯟ', 'ꯑꯦꯟ': 'ꯅꯥꯏꯠꯔꯣꯖꯦꯟ', 'ꯑꯣ': 'ꯑꯣꯛꯁꯤꯖꯦꯟ', 'ꯑꯦꯐ': 'ꯐ꯭ꯂꯨꯑꯣꯔꯤꯟ', 'ꯅꯦ': 'ꯅꯤꯑꯣꯟ', 'ꯅꯥ': 'ꯁꯣꯗꯤꯌꯝ', 'ꯑꯦꯝ. ꯖꯤ. ': 'ꯃꯦꯒ꯭ꯅꯦꯁꯤꯌꯝ', 'ꯑꯜ': 'ꯑꯦꯂꯨꯃꯤꯅꯤꯌꯝ', 'ꯁꯤ': 'ꯁꯤꯂꯤꯀꯣꯟ', 'ꯄꯤ': 'ꯐꯣꯁꯐꯔꯁ', 'ꯑꯦꯁ': 'ꯁꯂꯐꯔ', 'ꯁꯤ. ꯑꯦꯜ. ': 'ꯀ꯭ꯂꯣꯔꯤꯟ ', 'ꯑꯥꯔ': 'ꯑꯥꯔꯒꯣꯟ', 'ꯀꯦ': 'ꯄꯣꯇꯦꯁꯤꯌꯝ', 'ꯀꯥ': 'ꯀꯦꯜꯁꯤꯌꯝ', 'ꯐꯦ': 'ꯑꯥꯏꯔꯟ', 'ꯅꯤ': 'ꯅꯤꯀꯦꯜ', 'ꯀ꯭ꯌꯨ': 'ꯀꯄꯥꯔ', ꯗꯤꯛꯁꯅꯥꯔꯤ ꯑꯁꯤ ꯃꯊꯧ ꯇꯥꯕꯒꯤ ꯃꯇꯨꯡ ꯏꯟꯅ ꯍꯦꯟꯅ ꯏꯂꯤꯃꯦꯟꯇꯁꯤꯡ ꯑꯃꯁꯨꯡ ꯃꯈꯣꯏꯒꯤ ꯁꯤꯝꯕꯣꯜꯁꯤꯡ ꯌꯥꯎꯍꯟꯅꯕ ꯄꯥꯛꯊꯣꯛ ꯆꯥꯎꯊꯣꯛꯍꯟꯕ ꯌꯥꯏ꯫ ꯋꯥꯍꯩ ꯄꯔꯦꯡ ꯑꯗꯨꯗ ꯌꯥꯎꯔꯤꯕ ꯑꯦꯖꯦꯛꯇꯤꯚ ꯈꯨꯗꯤꯡꯃꯛꯀꯤ ꯃꯊꯧ ꯇꯥꯕ ꯑꯥꯔꯇꯤꯀꯜ ꯑꯗꯨ ꯈꯜꯂꯨ: ꯁꯦꯜꯁꯃꯦꯟ ꯑꯗꯨ ꯌꯥꯝꯅ ꯑꯟꯄ꯭ꯔꯣꯐꯦꯁ꯭ꯅꯦꯜ ꯑꯣꯏꯈꯤ꯫ ꯋꯥꯍꯩ ꯄꯔꯦꯡ ꯑꯗꯨꯗ ꯌꯥꯎꯔꯤꯕ ꯑꯦꯖꯦꯛꯇꯤꯚ ꯑꯗꯨꯒꯤꯗꯃꯛ ꯑꯥꯔꯇꯤꯀꯜ ꯑꯗꯨꯗꯤ: "ꯌꯥꯝꯅ" ꯁꯦꯜꯁꯃꯦꯟ ꯑꯗꯨ ꯌꯥꯝꯅ ꯑꯟꯄ꯭ꯔꯣꯐꯦꯁ꯭ꯅꯦꯜ ꯑꯣꯏꯈꯤ꯫ ꯂꯥꯞꯅ ꯂꯩꯕ ꯁꯛꯕꯥꯔ ꯑꯃꯒꯤ ꯑꯦꯔꯤꯌꯥ ꯑꯗꯨ ꯂꯦꯞꯊꯣꯛꯎ꯫ ꯐ꯭ꯂꯣꯇꯤꯡ ꯄꯣꯏꯟꯇ ꯅꯝꯕꯔ ꯑꯃ ꯑꯥꯎꯇꯄꯨꯠ ꯇꯧ꯫ ꯃꯤꯇꯔ ꯇꯔꯥ ꯁꯥꯡꯕ ꯁꯛꯕꯥꯔ ꯑꯃꯒꯤ ꯑꯦꯔꯤꯌꯥ ꯑꯁꯤ ꯁꯛꯕꯥꯔ ꯃꯤꯇꯔ ꯆꯥꯝꯃꯅꯤ꯫ ꯏ-ꯀꯝꯃꯔꯁꯇ ꯍꯟꯗꯛꯀꯤ ꯇ꯭ꯔꯦꯟꯗꯁꯤꯡ ꯑꯁꯤ ꯀꯟꯐꯤꯗ ꯇꯧꯕ ꯍꯦꯗꯂꯥꯏꯟ ꯑꯃ ꯁꯦꯝꯒꯠꯄ꯫ ꯏ-ꯀꯃꯔꯁꯀꯤ ꯌꯣꯟꯕꯒꯤ ꯆꯥꯡ ꯑꯁꯤ ꯔꯦꯀꯣꯔꯗ ꯑꯣꯏꯅ ꯋꯥꯡꯈꯠꯂꯛꯄꯒ ꯂꯣꯏꯅꯅ ꯑꯣꯟꯂꯥꯏꯟ ꯁꯣꯄꯤꯡꯗ ꯍꯦꯟꯒꯠꯂꯛꯄ ꯑꯁꯤ ꯃꯈꯥ ꯆꯠꯊꯔꯤ꯫ ꯍꯤꯔꯝ: ꯑꯥꯔꯇꯤꯐꯤꯁꯤꯑꯦꯜ ꯏꯟꯇꯦꯂꯤꯖꯦꯟꯁ꯫ ꯑꯥꯔꯇꯤꯐꯤꯁꯤꯑꯦꯜ ꯏꯟꯇꯦꯂꯤꯖꯦꯟꯁꯀꯤ ꯂꯝꯗ ꯈ꯭ꯋꯥꯏꯗꯒꯤ ꯅꯧꯕ ꯑꯍꯣꯡꯕ ꯈꯔ ꯀꯔꯤꯅꯣ?ꯑꯥꯔꯇꯤꯐꯤꯁꯤꯑꯦꯜ ꯏꯟꯇꯦꯂꯤꯖꯦꯟꯁ ꯅ ꯏꯃꯣꯁꯟꯁꯤꯡ ꯎꯠꯅꯕ ꯄ꯭ꯔꯣꯒ꯭ꯔꯥꯝ ꯇꯧꯕ ꯌꯥꯕꯔ ꯅꯠꯇ꯭ꯔꯒ ꯃꯁꯤ ꯂꯣꯖꯤꯀꯦꯜ ꯔꯤꯖꯅꯦꯜ ꯈꯛꯇꯗ ꯂꯤꯃꯤꯇꯦꯗ ꯑꯣꯏꯕꯔꯥ? ꯑꯥꯔꯇꯤꯐꯤꯁꯤꯑꯦꯜ ꯏꯟꯇꯦꯂꯤꯖꯦꯟꯁꯒꯤ ꯁꯤꯁꯇꯦꯝꯁꯤꯡ ꯁꯦꯝꯒꯠꯄ ꯃꯇꯝꯗ ꯏꯊꯤꯀꯦꯜꯒꯤ ꯑꯣꯏꯕ ꯋꯥꯈꯜꯂꯣꯟꯁꯤꯡ ꯀꯔꯝꯅ ꯂꯥꯛꯏ? ꯅꯍꯥꯛꯀꯤ ꯅꯨꯡꯁꯤꯖꯔꯕ ꯕꯥꯁꯀꯦꯠꯕꯣꯜ ꯇꯤꯝꯒꯤ ꯃꯇꯥꯡꯗ ꯔꯦꯞ ꯑꯃ ꯖꯦꯅꯦꯔꯦꯠ ꯇꯧꯕꯤꯌꯨ꯫ ꯂꯣꯁ ꯑꯦꯟꯖꯦꯂꯦꯁ ꯂꯦꯀꯔꯁ꯫ ꯑꯩꯅ ꯃꯆꯨ ꯃꯆꯨ ꯑꯃꯁꯨꯡ ꯁꯅꯥ ꯔꯣꯛ ꯇꯧꯏ, ꯂꯣꯁ ꯑꯦꯟꯖꯦꯂꯦꯁ ꯂꯦꯀꯔꯁꯀꯤ ꯋꯥꯔꯤ ꯑꯁꯤ ꯀꯩꯗꯧꯉꯩꯗꯁꯨ ꯑꯔꯤꯕ ꯑꯣꯏꯗꯦ, ꯔꯤꯡ ꯑꯃꯁꯨꯡ ꯃꯃꯤꯡ ꯂꯩꯔꯕ ꯗꯥꯏꯅꯦꯁꯇꯤ ꯑꯃ ꯕꯥꯁꯀꯦꯠꯕꯣꯜ ꯔꯣꯌꯦꯜꯇꯤ꯫ ꯀꯣꯔꯠꯇ ꯃꯈꯣꯏꯅ ꯍꯤꯠ ꯄꯨꯔꯛꯏ, ꯗꯤꯐꯦꯟꯁꯔꯁꯤꯡꯅ ꯂꯦꯀꯔꯁꯤꯡꯒꯤ ꯈꯣꯡꯗ ꯐꯜꯂꯤ, ꯅꯍꯥꯛꯀꯤ ꯋꯥꯈꯜ ꯐꯨꯝꯖꯤꯟꯒꯗꯕ ꯂꯤꯖꯦꯟꯗꯔꯤ ꯄ꯭ꯂꯦꯁꯤꯡ ꯃꯁꯤ ꯑꯇꯣꯞꯄ ꯃꯈꯜ ꯑꯃꯠꯇꯒꯨꯝꯕ ꯗꯥꯏꯅꯦꯁ꯭ꯇꯤ ꯑꯃꯅꯤ꯫ ꯃꯦꯖꯤꯛ, ꯀꯔꯤꯝ, ꯀꯣꯕꯦ, ꯑꯃꯁꯨꯡ ꯁꯛ, ꯅꯤꯡꯁꯤꯡꯅꯤꯡꯉꯥꯏ ꯑꯣꯏꯕ ꯃꯤꯡꯁꯤꯡ, ꯆꯦꯝꯄꯤꯌꯟ ꯑꯃ ꯑꯃꯁꯨꯡ ꯄꯨꯝꯅꯃꯛ ꯂꯦꯀꯔꯁꯤꯡꯅ ꯀꯩꯗꯧꯅꯨꯡꯗ ꯕꯣꯜ ꯑꯗꯨ ꯁꯣꯛꯄ ꯌꯥꯍꯜꯂꯣꯏ꯫ ꯂꯦꯕ꯭ꯔꯟꯅ ꯂꯥꯛꯇꯨꯅ ꯁꯤꯡꯍꯥꯁꯟ ꯂꯧꯈꯤ, ꯍꯦꯇꯔꯁꯤꯡꯅ ꯃꯈꯣꯏꯗ ꯁꯔꯨ ꯑꯃ ꯊꯥꯗꯣꯛꯄ ꯃꯊꯧ ꯇꯥꯏ, ꯃꯍꯥꯛꯀꯤ ꯃꯅꯥꯛꯇ ꯗꯦꯕꯤꯁꯀ ꯂꯣꯏꯅꯅ ꯃꯈꯣꯏꯅ ꯂꯤꯒ ꯑꯁꯤ ꯌꯥꯝꯅ ꯊꯧꯅꯥ ꯐꯅ ꯂꯧꯅꯤ꯫